ꯑꯉꯥꯡ ꯅꯋꯥ ꯑꯣꯢꯔꯤꯉꯩꯗ ꯄꯂꯦꯝ ꯄꯟꯊꯧ ꯀꯥꯢꯅꯈꯤꯕꯗꯒꯤ ꯃꯆꯦꯝ ꯏꯕꯦꯝꯃ ꯈꯝꯅꯨꯅ ꯃꯍꯥꯛꯄꯨ ꯃꯃꯥ ꯁꯛꯇꯨꯅ ꯆꯥꯎꯕ ꯁꯔꯦꯞ ꯐꯥꯗ꯭ꯔꯤ ꯐꯥꯎꯕ ꯅꯥꯎꯌꯣꯛꯄꯤꯈꯤ꯫ ꯃꯍꯥꯛꯁꯤ ꯃꯥꯒ ꯅꯨꯡꯁꯤꯅꯖꯕ ꯀꯦꯀꯦ ꯃꯣꯢꯂꯥꯡ ꯂꯩꯄꯥꯛꯀꯤ ꯃꯆꯥꯏꯏꯕꯦꯝꯃ ꯃꯣꯢꯂꯥꯡ ꯊꯣꯢꯄꯤꯒ ꯂꯨꯍꯣꯡꯗꯨꯅ ꯅꯨꯡꯁꯤ ꯋꯥꯢꯊꯨꯡꯃꯤꯟꯅꯈꯤ꯫ ꯃꯍꯥꯛꯁꯤ ꯈꯨꯃꯟ ꯁꯂꯥꯢꯒꯤ ꯑꯄꯣꯛꯄꯅꯤ꯫ ꯋꯥꯄꯣꯛꯂꯣꯟ ꯍꯧꯔꯛꯂꯣꯟ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯕ ꯑꯄꯣꯛꯄ ꯃꯤꯇꯩꯂꯣꯟꯗꯗꯤ ꯄꯤꯒꯖꯟ ꯑꯃꯗꯤ ꯗꯣꯚ ꯑꯅꯤꯃꯛ ꯈꯨꯅꯨ ꯍꯥꯢꯔꯒ ꯑꯗꯨꯝ ꯈꯪꯅꯩ꯫ ꯀꯣꯂꯨꯝꯕꯤꯐꯣꯔꯃꯤꯁ ꯍꯥꯢꯔꯤꯕ ꯅꯩꯅꯂꯣꯟꯒꯤ ꯑꯣꯔꯗꯔ (ꯊꯥꯛ) ꯑꯁꯤꯗ ꯌꯥꯎꯕ ꯏꯃꯨꯡꯗꯥ ꯃꯊꯟꯇꯅꯤ꯫ ꯃꯈꯣꯢꯁꯤ ꯃꯉꯛ ꯇꯦꯟꯕ ꯃꯈꯣꯡ ꯅꯦꯝꯕ ꯎꯆꯦꯛ ꯃꯈꯜꯁꯤꯡꯅꯤ꯫ ꯃꯈꯣꯢꯁꯤ ꯑꯇꯦꯟꯕ ꯃꯆꯤꯟ ꯄꯥꯜꯂꯤ꯫ ꯃꯈꯣꯢꯁꯤ ꯑꯅꯝꯕꯅ ꯃꯔꯨ-ꯃꯔꯥꯡ, ꯎꯍꯩ-ꯋꯥꯍꯩ ꯑꯃꯗꯤ ꯄꯥꯝꯕꯤ-ꯁꯤꯡꯕꯤ ꯆꯥꯏ꯫ ꯃꯈꯣꯢꯁꯤ ꯃꯥꯂꯦꯝ ꯄꯨꯝꯕꯗ ꯐꯪꯏ ꯑꯗꯨꯕꯨ ꯏꯟꯗꯣꯃꯥꯂꯥꯌꯟ ꯑꯃꯗꯤ ꯑꯧꯁꯇ꯭ꯔꯦꯂꯦꯁꯤꯌꯥꯟ ꯂꯝꯂꯦꯟꯁꯤꯡꯗꯅ ꯍꯦꯟꯅ ꯌꯥꯝꯅ ꯐꯪꯏ꯫ ꯍꯥꯏꯅꯋꯥ ꯂꯩꯃ ꯌꯦꯡꯂꯤꯉꯩꯗ ꯈꯨꯅꯨ ꯀꯥꯏ ꯃꯩꯇꯩꯂꯣꯟꯒꯤ ꯍꯥꯏꯅꯋꯥ ꯑꯃ ꯑꯣꯏꯔꯤꯕ ꯂꯩꯃ ꯌꯦꯡꯂꯤꯉꯩꯗ ꯈꯨꯅꯨ ꯀꯥꯏ ꯍꯥꯏꯕꯁꯤꯅ ꯇꯥꯛꯄꯗꯤ ꯏꯊꯧꯗ ꯄꯨꯛꯅꯤꯡ ꯆꯪꯗ꯭ꯔꯕꯗꯤ ꯃꯍꯩ ꯐꯖꯗꯦ ꯍꯥꯏꯕꯅꯤ꯫ ꯃꯇꯦꯡ ꯂꯧꯔꯛꯐꯝ ꯈꯨꯅꯨꯒꯤ ꯃꯇꯥꯡꯗ ꯍꯦꯟꯅ ꯄꯥꯐꯝ ꯃꯆꯥꯈꯥꯏꯕ ꯎꯆꯦꯛ ꯈꯨꯅꯨꯡ ꯏꯁꯩ ꯑꯁꯤ ꯃꯅꯤꯄꯨꯔꯒꯤ ꯌꯦꯜꯍꯧꯉꯩꯒꯤ ꯏꯁꯩ ꯃꯈꯜ ꯑꯃꯅꯤ꯫ ꯃꯁꯤꯒꯤ ꯏꯁꯩ ꯁꯩꯍꯦꯛ ꯁꯩꯁꯛꯁꯤꯗ ꯑꯩꯈꯣꯏ ꯃꯤꯑꯣꯏꯕꯅ ꯀꯔꯝꯅ ꯍꯧꯔꯛꯈꯤ, ꯄꯨꯋꯥꯔꯤꯒꯤ ꯃꯇꯥꯡꯗ ꯁꯛꯄ ꯁꯩꯍꯦꯛ ꯑꯃꯅꯤ꯫ ꯁꯤꯁꯨ ꯌꯦꯡꯉꯨ ꯂꯧꯇꯥ ꯏꯁꯩ ꯃꯇꯦꯡ ꯂꯧꯔꯛꯐꯝ ꯈꯨꯅꯨꯡ ꯏꯁꯩ ꯀꯥꯔꯄꯦꯟꯀꯣ-ꯀꯔꯤꯌꯤ ꯁ꯭ꯇꯦꯠ ꯃ꯭ꯌꯨꯖꯤꯌꯝ-ꯔꯤꯖꯔꯕ ꯈꯨꯇꯤꯔ ꯅꯥꯗꯤꯌꯥ ꯑꯁꯤ ꯌꯨꯛꯔꯦꯅꯒꯤ ꯅꯦꯁꯅꯦꯜ ꯄꯨꯋꯥꯔꯤꯒꯤ ꯃꯐꯝ ꯑꯃꯅꯤ ꯃꯁꯤ ꯇꯔꯥ ꯃꯥꯄꯜ ꯁꯨꯕꯥ ꯆꯍꯤꯆꯥꯒꯤ ꯑꯔꯣꯏꯕ ꯀꯨꯟ ꯁꯨꯕꯥ ꯆꯍꯤꯆꯥꯒꯤ ꯑꯍꯥꯟꯕꯥ ꯁꯔꯨꯛꯇꯥ ꯅꯥꯠꯀꯤ ꯑꯣꯏꯕꯥ ꯋꯥꯔꯤ ꯁꯥꯕꯥ ꯑꯃꯁꯨꯡ ꯅꯥꯠꯀꯤ ꯑꯣꯏꯕꯥ ꯃꯤꯁꯛ ꯏꯚꯥꯟ ꯀꯥꯔꯄꯦꯟꯀꯣ-ꯀꯥꯔꯤꯒꯤ ꯃꯅꯨꯡ ꯆꯟꯕꯥ ꯑꯦꯁꯇꯦꯠꯀꯤ ꯂꯝꯗꯝ ꯑꯃꯗ ꯂꯤꯡꯈꯠꯈꯤꯕꯅꯤ꯫ ꯑꯦꯁꯇꯦꯠ ꯃꯁꯥꯃꯛ ꯏꯪ ꯂꯤꯁꯤꯡ ꯆꯥꯅꯤꯄꯟ ꯍꯨꯝꯗ꯭ꯔꯥꯃꯊꯣꯏ ꯗꯥ ꯅꯥꯠꯀꯤ ꯊꯧꯔꯝ ꯄꯔꯦꯡ ꯑꯁꯤꯒꯤ ꯃꯄꯥ ꯀꯥꯔꯄꯣ ꯇꯣꯕꯤꯂꯦꯚꯤꯆꯟ ꯂꯤꯡꯈꯠꯈꯤ ꯑꯃꯁꯨꯡ ꯃꯍꯥꯛꯀꯤ ꯂꯣꯢꯅꯕꯤ ꯅꯥꯗꯤꯌꯥ ꯇꯥꯔꯀꯣꯚꯁ꯭ꯀꯥꯒꯤ ꯏꯀꯥꯢ ꯈꯨꯝꯅꯕꯥ ꯑꯣꯏꯅꯥ ꯃꯃꯤꯡ ꯊꯣꯅꯈꯤ꯫ ꯃꯇꯨꯡꯗꯥ ꯀꯥꯔꯄꯦꯅꯀꯣ-ꯀꯔꯤꯌꯅꯥ ꯑꯦꯁꯇꯦꯠ ꯑꯁꯤ ꯃꯍꯥꯛꯀꯤ ꯄꯔꯃꯦꯅꯦꯟꯇ ꯔꯦꯁꯤꯗꯦꯟꯁ ꯑꯣꯏꯅꯈꯤ꯫ ꯍꯧꯔꯛꯄꯗꯥ ꯇꯣꯕꯤꯂꯦꯚꯤꯆ ꯏꯃꯨꯡꯅꯥ ꯏꯁ꯭ꯇꯦꯠ ꯑꯁꯤ ꯃꯥꯃꯜ ꯌꯥꯝꯂꯕꯥ ꯄ꯭ꯔꯥꯏꯚꯦꯠ ꯐꯥꯔꯝ ꯑꯃꯥ ꯑꯣꯏꯅꯥ ꯊꯃꯈꯤ꯫ ꯃꯇꯝ ꯑꯗꯨꯗꯒꯤ ꯍꯧꯅꯥ ꯐꯥꯗꯔ ꯍꯨꯠ ꯑꯃꯁꯨꯡ ꯑꯔꯤꯕ ꯆꯨꯃꯛ ꯀꯨꯌꯣꯝ ꯑꯁꯤ ꯉꯥꯛꯇꯨꯅꯥ ꯊꯝꯔꯛꯂꯤ꯫ ꯊꯥꯗ ꯆꯍꯤ ꯑꯍꯨꯃꯒꯤ ꯄꯣꯂꯤꯇꯤꯀꯦꯜ ꯑꯦꯛꯁꯥꯏꯖꯗꯒꯤ ꯍꯜꯂꯛꯂꯥꯕ ꯃꯇꯨꯡꯗꯥ ꯏꯚꯥꯟ ꯀꯥꯔꯄꯦꯟꯀꯣ-ꯀꯔꯤꯏꯅꯥ ꯃꯐꯝ ꯑꯗꯨꯗ ꯂꯩꯈꯤ ꯑꯃꯁꯨꯡ ꯃꯗꯨꯕꯨ ꯃꯍꯧꯁꯥꯒꯤ ꯃꯁꯛ ꯅꯥꯏꯕꯥ ꯀꯣꯅꯨꯡ ꯑꯃꯥ ꯑꯣꯏꯅꯥ ꯑꯣꯟꯊꯣꯛꯅꯕꯥ ꯋꯥꯔꯦꯞ ꯂꯧꯈꯤ ꯃꯍꯥꯛ ꯃꯁꯥꯒꯤ ꯋꯥꯍꯩꯗ ꯃꯔꯨꯚꯨꯃꯤꯗꯥ ꯂꯩꯕꯥ ꯑꯣꯌꯦꯁꯤꯁ ꯑꯃꯥ ꯍꯥꯏ꯫ ꯇꯣꯕꯤꯂꯦꯚꯤꯆꯅꯥ ꯃꯍꯥꯛꯀꯤ ꯅꯥꯠ ꯇꯔꯥꯅꯤꯄꯟ ꯒꯤ ꯃꯅꯨꯡꯗꯥ ꯇꯔꯥꯃꯊꯣꯏ ꯗꯤ ꯈꯨꯇꯤꯔ ꯅꯥꯗꯤꯌꯥꯗꯥ ꯏꯈꯤ꯫ ꯃꯁꯤꯗꯥ "ꯁ꯭ꯇꯣ ꯇꯥꯏꯁꯤꯌꯥꯆ" "ꯂꯥꯝꯃꯤ ꯂꯤꯁꯤꯡ ꯑꯃꯥ", "ꯍꯥꯖꯌꯤꯟ" "ꯃꯥꯁ꯭ꯇꯔ", ꯄꯨꯋꯥꯔꯤꯒꯤ ꯑꯣꯏꯕꯥ ꯅꯥꯠ "ꯁꯚꯥ ꯆꯂꯤ", "ꯒꯥꯟꯗꯖ꯭ꯌꯥ" ꯑꯃꯁꯨꯡ ꯑꯇꯩ ꯀꯌꯥ ꯌꯥꯑꯣꯈꯤ꯫ ꯇꯣꯉꯥꯟ ꯇꯣꯉꯥꯟꯕꯥ ꯃꯇꯝꯗꯥ ꯃꯥꯏꯀꯣꯂꯥ ꯁꯥꯗꯣꯚꯁ꯭ꯀꯤ, ꯄꯥꯟꯁ ꯁꯛꯁꯥꯍꯥꯟꯁ꯭ꯀꯤ ꯑꯃꯁꯨꯡ ꯑꯦꯝ ꯁꯥꯈꯤ꯫